ꯊꯥꯏꯂꯦꯟꯗꯗ ꯑꯌꯨꯛꯀꯤ ꯁꯨꯇꯤ ꯄ꯭ꯔꯃꯣꯠ ꯇꯧꯕ ꯄꯣꯁ꯭ꯇꯔ ꯑꯃ ꯗꯤꯖꯥꯏꯟ ꯇꯧꯕ꯫ ꯑꯩꯍꯥꯛꯅ ꯅꯨꯡꯉꯥꯏꯇꯕ ꯐꯥꯎꯏ, ꯑꯗꯨꯕꯨ ꯑꯥꯔꯇꯤꯐꯤꯁꯤꯑꯦꯜ ꯏꯟꯇꯦꯂꯤꯖꯦꯟꯁ ꯒꯤ ꯂꯣꯜ ꯃꯣꯗꯦꯜ ꯑꯃ ꯑꯣꯏꯅ ꯑꯩꯍꯥꯛꯀꯤ ꯒ꯭ꯔꯥꯐꯤꯛꯁ ꯅꯠꯇꯔꯒ ꯄꯣꯁ꯭ꯇꯔ ꯗꯤꯖꯥꯏꯟ ꯇꯧꯕꯒꯤ ꯀꯦꯄꯦꯕꯤꯂꯤꯇꯤ ꯂꯩꯇꯦ꯫ ꯑꯗꯨꯝ ꯑꯣꯏꯅꯃꯛ, ꯊꯥꯏꯂꯦꯟꯗꯗ ꯑꯌꯨꯛꯀꯤ ꯁꯨꯇꯤ ꯄ꯭ꯔꯃꯣꯠ ꯇꯧꯅꯕ ꯄꯣꯁ꯭ꯇꯔ ꯑꯃ ꯗꯤꯖꯥꯏꯟ ꯇꯧꯕ ꯃꯇꯝꯗ ꯅꯍꯥꯛꯅ ꯈꯪꯒꯗꯕ ꯏꯂꯤꯃꯦꯟꯠ ꯑꯃꯁꯨꯡ ꯁꯖꯦꯁꯟ ꯈꯔ ꯃꯈꯥꯗ ꯄꯤꯔꯤ: ꯃꯤꯠ ꯎꯗꯕ ꯚꯤꯖꯨꯑꯦꯂꯁꯤꯡ: ꯊꯥꯏꯂꯦꯟꯗꯒꯤ ꯐꯖꯕ ꯎꯠꯄ ꯚꯥꯏꯕ꯭ꯔꯦꯟꯠ ꯑꯃꯁꯨꯡ ꯑꯋꯥꯡꯕ ꯊꯥꯛꯀꯤ ꯏꯃꯦꯖꯁꯤꯡ ꯁꯤꯖꯤꯟꯅꯧ꯫ ꯃꯁꯤꯗ ꯃꯁꯤꯒꯤ ꯑꯦꯛꯁꯣꯇꯤꯛ ꯕꯤꯆꯁꯤꯡ, ꯃꯤꯠꯌꯦꯡ ꯊꯝꯐꯝ ꯑꯣꯏꯕ ꯂꯥꯏꯁꯪꯁꯤꯡ ꯑꯃꯁꯨꯡ ꯃꯤ ꯌꯥꯝꯅ ꯇꯤꯟꯕ ꯀꯩꯊꯦꯝꯁꯤꯡ ꯌꯥꯎꯕ ꯌꯥꯏ꯫ ꯍꯦꯗꯂꯥꯏꯟ ꯈꯨꯗꯛꯇꯥ ꯑꯣꯗꯤꯑꯣꯒꯤ ꯄꯨꯛꯅꯤꯡ ꯆꯤꯡꯁꯤꯍꯟꯕ ꯉꯝꯕ ꯃꯤꯠꯌꯦꯡ ꯊꯝꯕ ꯍꯦꯗꯂꯥꯏꯟ ꯑꯃꯥ ꯁꯦꯝꯃꯨ꯫ ꯃꯁꯤ ꯍꯧꯖꯤꯛ ꯀꯨꯝꯁꯤ ꯑꯁꯤꯗ ꯊꯥꯏꯂꯦꯟꯗꯒꯤ ꯑꯉꯛꯄꯁꯤꯡ ꯈꯣꯗꯣꯛꯎ ꯅꯠꯇꯔꯒ ꯄꯥꯔꯥꯗꯥꯏꯁꯇꯒꯤ ꯂꯥꯞꯊꯣꯛꯎ ꯊꯥꯏꯂꯦꯟꯗꯒꯤ ꯑꯦꯛꯁꯄꯔꯤꯌꯦꯟꯁ ꯒꯨꯝꯕ ꯋꯥꯐꯝ ꯑꯃ ꯑꯣꯏꯕ ꯌꯥꯏ꯫ ꯊꯣꯏꯗꯣꯛ ꯍꯦꯟꯗꯣꯛꯄ ꯃꯁꯛ ꯈꯪꯗꯣꯛꯄ: ꯊꯥꯏꯂꯦꯟꯗꯒꯤ ꯑꯈꯟꯅꯕꯕꯃꯑꯣꯡ ꯃꯇꯧ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯃꯐꯝꯁꯤꯡ, ꯍꯥꯏꯕꯗꯤ ꯃꯆꯤ ꯑꯣꯏꯕ ꯆꯤꯟꯖꯥꯛ, ꯏꯅꯥꯛ ꯈꯨꯜꯂꯕ ꯀꯜꯆꯔ, ꯑꯃꯁꯨꯡ ꯅꯨꯡꯉꯥꯏꯕ ꯃꯤꯊꯨꯡꯂꯦꯟ ꯑꯣꯏꯕ ꯋꯥꯐꯝꯁꯤꯡ ꯐꯣꯡꯗꯣꯛꯂꯤꯕ ꯑꯄꯤꯛꯄ ꯃꯁꯛ ꯈꯪꯗꯣꯛꯄ ꯑꯃ ꯌꯥꯎꯍꯟꯕꯤꯌꯨ꯫ ꯀꯣꯜ ꯇꯨ ꯑꯦꯛꯁꯟ: ꯌꯦꯡꯂꯤꯕꯁꯤꯡꯅ ꯃꯈꯣꯏꯒꯤ ꯁꯨꯇꯤꯒꯤ ꯃꯇꯝ ꯀꯔꯝꯅ ꯕꯨꯀꯤꯡ ꯇꯧꯒꯗꯒꯦ ꯍꯥꯏꯕꯒꯤ ꯑꯀꯨꯞꯄ ꯃꯔꯣꯜꯁꯤꯡ ꯄꯤꯗꯨꯅ ꯑꯦꯛꯁꯟ ꯂꯧꯈꯠꯅꯕ ꯄꯨꯛꯅꯤꯡ ꯊꯧꯒꯠꯄ, ꯍꯥꯏꯕꯗꯤ ꯇ꯭ꯔꯦꯚꯦꯜ ꯑꯦꯖꯦꯟꯁꯤꯁꯤꯡꯒꯤ ꯀꯟꯇꯦꯛ ꯏꯟꯐꯣꯔꯃꯦꯁꯟ ꯅꯠꯇꯔꯒꯥ ꯍꯦꯟꯅ ꯏꯟꯐꯣꯔꯃꯦꯁꯟꯒꯤꯗꯃꯛꯇ ꯆꯠꯛꯗꯕ ꯋꯦꯕꯁꯥꯏꯠ ꯑꯃꯥ ꯄꯤꯗꯨꯅ ꯑꯦꯛꯁꯟ ꯂꯧꯈꯠꯅꯕ ꯄꯨꯛꯅꯤꯡ ꯊꯧꯒꯠꯄ꯫ ꯃꯌꯦꯛ ꯁꯦꯡꯕ, ꯑꯌꯨꯛꯀꯤ ꯃꯆꯨꯁꯤꯡ ꯁꯤꯖꯤꯟꯅꯕ ꯑꯃꯁꯨꯡ ꯗꯤꯖꯥꯏꯟ ꯑꯗꯨꯗ ꯊꯥꯏꯂꯦꯟꯗꯒꯤ ꯀꯜꯆꯔꯒꯤ ꯃꯆꯥꯛꯁꯤꯡ, ꯍꯥꯏꯕꯗꯤ ꯇ꯭ꯔꯦꯗꯤꯁ꯭ꯅꯦꯜ ꯄꯦꯇꯔꯟ ꯅꯠꯇꯔꯒ ꯃꯣꯇꯤꯐꯁꯤꯡ ꯌꯥꯎꯍꯟꯕ꯫ ꯑꯄꯨꯟꯕ ꯑꯣꯏꯅ, ꯏꯐꯦꯛꯇꯤꯕ ꯄꯣꯁ꯭ꯇꯔ ꯑꯃꯒꯤ ꯃꯔꯨꯑꯣꯏꯕ ꯑꯁꯤ ꯊꯥꯏꯂꯦꯟꯗꯒꯤ ꯃꯔꯨꯑꯣꯏꯕ ꯑꯗꯨ ꯂꯧꯁꯤꯟꯕ ꯉꯝꯕ ꯑꯃꯁꯨꯡ ꯌꯦꯡꯂꯤꯕ ꯃꯤꯑꯣꯏ ꯑꯗꯨꯕꯨ ꯃꯐꯝ ꯑꯗꯨꯗꯥ ꯃꯈꯣꯏꯒꯤ ꯑꯌꯨꯛꯀꯤ ꯁꯨꯇꯤꯒꯤ ꯊꯧꯔꯥꯡ ꯇꯧꯅꯕ ꯄꯨꯛꯅꯤꯡ ꯊꯧꯒꯠꯄ ꯉꯝꯕ ꯃꯤꯠꯌꯦꯡꯗ ꯅꯨꯡꯉꯥꯏꯕ ꯑꯃꯁꯨꯡ ꯏꯟꯐꯣꯔꯃꯦꯇꯤꯕ ꯗꯤꯖꯥꯏꯟ ꯑꯃ ꯁꯦꯝꯕꯅꯤ꯫ ꯑꯣꯟꯂꯥꯏꯟ ꯕꯦꯡꯀꯤꯡ ꯁꯔꯚꯤꯁꯁꯤꯡ ꯁꯤꯖꯤꯟꯅꯕꯒꯤ ꯀꯥꯟꯅꯕꯁꯤꯡ ꯃꯉꯥ ꯄꯟꯕꯤꯌꯨ꯫ ꯈꯨꯗꯣꯡꯆꯥꯕꯥ ꯑꯣꯟꯂꯥꯏꯟ ꯕꯦꯡꯀꯤꯡꯒꯤ ꯈꯨꯠꯊꯥꯡꯗ, ꯅꯍꯥꯛꯅ ꯅꯍꯥꯛꯀꯤ ꯑꯦꯀꯥꯎꯟꯠꯇ ꯑꯦꯛꯁꯦꯁ ꯇꯧꯕ ꯌꯥꯏ ꯑꯃꯁꯨꯡ ꯃꯇꯝ ꯑꯃꯠꯇꯗ ꯑꯃꯁꯨꯡ ꯃꯐꯝ ꯑꯃꯍꯦꯛꯇꯗꯒꯤ ꯇ꯭ꯔꯥꯟꯖꯦꯛꯁꯟ ꯇꯧꯕꯥ ꯌꯥꯏ, ꯕꯤꯖꯤꯅꯦꯁꯀꯤ ꯃꯇꯃꯗ ꯐꯤꯖꯤꯀꯦꯜ ꯕ꯭ꯔꯥꯟꯆ ꯑꯃꯗ ꯆꯠꯄ ꯃꯊꯧ ꯇꯥꯗꯦ꯫ ꯀꯨꯟꯃꯔꯤ/ꯇꯔꯦꯠ ꯁꯔꯚꯤꯁꯁꯤꯡ: ꯑꯣꯟꯂꯥꯏꯟ ꯕꯦꯡꯀꯤꯡ ꯁꯔꯚꯤꯁꯁꯤꯡ ꯑꯁꯤ ꯅꯨꯃꯤꯠ ꯈꯨꯗꯤꯡꯒꯤ ꯄꯨꯡ ꯀꯨꯟꯃꯔꯤ, ꯅꯨꯃꯤꯠ ꯇꯔꯦꯠ ꯅꯤ ꯐꯪꯍꯜꯂꯤ꯫ ꯃꯁꯤꯅꯥ ꯇꯥꯛꯄꯗꯤ ꯅꯍꯥꯛꯅ ꯈ꯭ꯋꯥꯏꯗꯒꯤ ꯈꯨꯗꯣꯡꯆꯥꯕ ꯃꯇꯝꯗ ꯅꯍꯥꯛꯀꯤ ꯕꯦꯡꯀꯤꯡ ꯑꯗꯨ ꯇꯧꯕ ꯌꯥꯏ, ꯃꯗꯨ ꯅꯨꯃꯤꯗꯥꯡꯋꯥꯏꯔꯝ ꯑꯣꯏꯔꯕꯁꯨ ꯅꯠꯇꯔꯒ ꯃꯤꯌꯥꯝꯒꯤ ꯁꯨꯇꯤꯒꯤ ꯃꯇꯝꯗ ꯑꯣꯏꯔꯕꯁꯨ꯫ ꯌꯥꯡꯅ ꯑꯃꯁꯨꯡ ꯏꯐꯤꯁꯤꯑꯦꯟꯠ ꯑꯣꯏꯕꯥ: ꯑꯣꯟꯂꯥꯏꯟ ꯕꯦꯡꯀꯤꯡ ꯑꯁꯤ ꯑꯌꯥꯝꯕꯅ ꯇ꯭ꯔꯦꯗꯤꯁꯅꯦꯜ ꯕꯦꯡꯀꯤꯡꯗꯒꯤ ꯍꯦꯟꯅ ꯌꯥꯡꯅ ꯑꯃꯁꯨꯡ ꯍꯦꯟꯅ ꯏꯐꯤꯁꯤꯑꯦꯟꯠ ꯑꯣꯏ꯫ ꯅꯍꯥꯛꯅ ꯂꯥꯏꯟꯗ ꯉꯥꯏꯗꯨꯅ ꯂꯩꯕ ꯅꯠꯇꯔꯒ ꯇ꯭ꯔꯦꯗꯤꯁꯅꯦꯜ ꯕꯦꯡꯀꯤꯡꯒ ꯃꯔꯤ ꯂꯩꯅꯕ ꯁꯥꯡꯂꯕ ꯊꯧꯑꯣꯡꯁꯤꯡꯒꯤ ꯃꯔꯛꯇ ꯆꯠꯄ ꯃꯊꯧ ꯇꯥꯗꯅ ꯐꯣꯟꯗ ꯊꯨꯅ ꯇ꯭ꯔꯥꯟꯁꯐꯔ ꯇꯧꯕꯥ ꯌꯥꯏ, ꯕꯤꯂꯁꯤꯡ ꯄꯤꯕ ꯌꯥꯏ ꯅꯠꯇꯔꯒ ꯅꯍꯥꯛꯀꯤ ꯕꯦꯂꯦꯟꯁ ꯑꯗꯨ ꯆꯦꯛ ꯇꯧꯕ ꯌꯥꯏ꯫ ꯁꯦꯟ ꯀꯟꯕ ꯉꯝꯃꯤ: ꯑꯣꯟꯂꯥꯏꯟ ꯕꯦꯡꯀꯤꯡ ꯁꯔꯚꯤꯁꯁꯤꯡꯗ ꯑꯌꯥꯝꯕꯅ ꯇ꯭ꯔꯦꯗꯤꯁꯅꯦꯜ ꯕꯦꯡꯀꯤꯡꯒꯥꯂ ꯆꯥꯡꯗꯝꯅꯕꯗ ꯐꯤ ꯑꯃꯁꯨꯡ ꯆꯥꯔꯖ ꯍꯦꯟꯅ ꯅꯦꯝꯃꯤ꯫ ꯃꯁꯤꯅ ꯅꯍꯥꯛꯀꯤ ꯁꯦꯟ ꯀꯟꯕ ꯉꯝꯒꯅꯤ, ꯃꯔꯨꯑꯣꯏꯅ ꯀꯔꯤꯒꯨꯝꯕ ꯅꯍꯥꯛꯅ ꯕꯦꯡꯀꯤꯡꯒꯤ ꯇ꯭ꯔꯥꯟꯖꯦꯛꯁꯟ ꯀꯌ ꯑꯃ ꯇꯧꯔꯕꯗꯤ꯫ ꯏꯀꯣ-ꯐ꯭ꯔꯦꯟꯗꯂꯤ: ꯑꯣꯟꯂꯥꯏꯟꯗꯥ ꯕꯦꯡꯛ ꯇꯧꯕ ꯍꯥꯏꯕꯁꯤ ꯄꯦꯄꯔ ꯋꯦꯁ꯭ꯠ ꯍꯟꯊꯕ, ꯐ꯭ꯌꯨꯑꯦꯜ ꯀꯟꯖꯨꯝ ꯇꯧꯕ ꯍꯟꯊꯕ (ꯕꯦꯡꯀꯇ ꯗ꯭ꯔꯥꯏꯚꯤꯡ ꯇꯧꯕꯗꯒꯤ), ꯑꯃꯁꯨꯡ ꯏꯅꯔꯖꯤ ꯁꯤꯖꯤꯟꯅꯕ ꯍꯟꯊꯕ (ꯐꯤꯖꯤꯀꯦꯜ ꯕ꯭ꯔꯥꯟꯆꯁꯤꯡ ꯊꯝꯕꯗꯒꯤ) ꯍꯥꯏꯕꯅꯤ꯫ ꯃꯁꯤꯅꯥ ꯑꯣꯟꯂꯥꯏꯟ ꯕꯦꯡꯀꯤꯡ ꯑꯁꯤ ꯍꯦꯟꯅ ꯏꯀꯣ-ꯐ꯭ꯔꯦꯟꯗꯂꯤ ꯑꯣꯞꯁꯟ ꯑꯃ ꯑꯣꯏꯍꯜꯂꯤ ꯃꯗꯨꯅ ꯅꯍꯥꯛꯀꯤ ꯀꯥꯔꯕꯣꯟ ꯐꯨꯠꯞꯔꯤꯟꯠ ꯍꯟꯊꯍꯟꯕꯗ ꯃꯇꯦꯡ ꯄꯥꯡꯏ꯫